ꯀꯁ꯭ꯇꯃꯔ ꯂꯣꯏꯅꯕꯒꯤ ꯆꯥꯡ ꯍꯦꯟꯒꯠꯍꯟꯅꯕꯒꯤꯗꯃꯛ ꯇꯣꯉꯥꯟ-ꯇꯣꯉꯥꯟꯕꯥ ꯄꯥꯝꯕꯩꯁꯤꯡ ꯄꯤꯌꯨ꯫ ꯀꯁ꯭ꯇꯃꯔ ꯂꯣꯏꯅꯕꯤ ꯑꯁꯤ ꯏꯁꯇ꯭ꯔꯥꯇꯦꯖꯤ ꯀꯌꯥꯒꯤ ꯈꯨꯠꯊꯥꯡꯗꯥ ꯍꯦꯟꯒꯠꯍꯟꯕꯥ ꯌꯥꯏ꯫ ꯃꯁꯤ ꯐꯪꯅꯕꯒꯤ ꯈ꯭ꯋꯥꯏꯗꯒꯤ ꯏꯐꯦꯛꯇꯤꯚ ꯑꯣꯏꯕꯥ ꯄꯥꯝꯕꯩ ꯈꯔꯗꯤ ꯃꯈꯥꯗꯥ ꯄꯤꯔꯤꯕꯁꯤꯡꯁꯤꯅꯤ: ꯑꯈꯟꯅꯕꯥ ꯀꯁ꯭ꯇꯃꯔ ꯁꯔꯚꯤꯁ ꯄꯤꯕꯥ: ꯑꯐꯕꯥ ꯀꯁ꯭ꯇꯃꯔ ꯁꯔꯚꯤꯁ ꯄꯤꯕꯥ ꯍꯥꯏꯕꯁꯤ ꯀꯁ꯭ꯇꯃꯔ ꯂꯣꯏꯅꯕꯤ ꯍꯦꯟꯒꯠꯍꯟꯕꯗꯥ ꯃꯔꯨ ꯑꯣꯏ꯫ ꯅꯍꯥꯛꯀꯤ ꯀ꯭ꯂꯥꯏꯟꯁꯤꯡꯕꯨ ꯇꯥꯕꯥ, ꯚꯦꯜꯂꯨ ꯄꯤꯕꯥ ꯑꯃꯁꯨꯡ ꯃꯈꯣꯏꯒꯤ ꯏꯁꯨꯁꯤꯡ ꯑꯗꯨ ꯁꯣꯏꯗꯅꯥ ꯌꯦꯡꯁꯤꯟꯕꯤꯌꯨ꯫ ꯀꯁ꯭ꯇꯃꯔꯒꯤ ꯋꯥꯈꯜꯂꯣꯟ ꯑꯗꯨ ꯚꯦꯜꯌꯨ ꯇꯧꯕꯤꯌꯨ: ꯅꯍꯥꯛꯀꯤ ꯀꯁ꯭ꯇꯃꯔꯒꯤ ꯐꯤꯠꯕꯦꯛ ꯇꯥꯅꯕꯥ ꯃꯇꯝ ꯂꯧꯕꯤꯌꯨ ꯑꯃꯁꯨꯡ ꯃꯗꯨ ꯅꯍꯥꯛꯀꯤ ꯕꯤꯖꯤꯅꯦꯁ ꯐꯒꯠꯍꯟꯅꯕꯥ ꯁꯤꯖꯤꯟꯅꯕꯤꯌꯨ꯫ ꯃꯁꯤꯅꯥ ꯅꯍꯥꯛꯀꯤ ꯀꯁ꯭ꯇꯃꯔꯁꯤꯡꯗꯥ ꯅꯍꯥꯛꯅꯥ ꯃꯈꯣꯏꯒꯤ ꯋꯥꯈꯜꯂꯣꯟ ꯑꯗꯨꯕꯨ ꯃꯃꯜ ꯌꯥꯝꯅꯥ ꯊꯝꯂꯤ ꯑꯃꯁꯨꯡ ꯅꯍꯥꯛꯀꯤ ꯕꯤꯖꯤꯅꯦꯁꯇꯥ ꯃꯈꯣꯏꯒꯤ ꯀꯟꯇ꯭ꯔꯤꯕ꯭ꯌꯨꯁꯟ ꯑꯗꯨ ꯃꯔꯨꯑꯣꯏ ꯍꯥꯏꯕꯥ ꯈꯪꯍꯜꯂꯤ꯫ ꯄꯥꯎ ꯐꯥꯎꯅꯗꯨꯅꯥ ꯂꯩꯌꯨ: ꯅꯍꯥꯛꯀꯤ ꯀꯁ꯭ꯇꯃꯔꯁꯤꯡꯒꯥ ꯆꯥꯡ ꯅꯥꯏꯅꯥ ꯄꯥꯎ ꯐꯥꯎꯅꯕꯅꯥ ꯃꯈꯣꯏꯕꯨ ꯊꯥꯖꯕꯥ ꯊꯝꯕꯗꯥ ꯃꯇꯦꯡ ꯄꯥꯡꯕꯥ ꯉꯝꯒꯅꯤ꯫ ꯅ꯭ꯌꯨꯖ ꯂꯦꯇꯔ, ꯁꯣꯁꯤꯑꯦꯜ ꯃꯤꯗꯤꯌꯥ ꯅꯠꯇ꯭ꯔꯒꯥ ꯏꯃꯦꯜ ꯁꯤꯖꯤꯟꯅꯗꯨꯅꯥ ꯑꯅꯧꯕꯥ ꯄꯣꯠꯊꯣꯛꯁꯤꯡ, ꯁꯔꯚꯤꯁꯁꯤꯡ ꯅꯠꯇ꯭ꯔꯒꯥ ꯄ꯭ꯔꯣꯃꯣꯁꯟꯁꯤꯡꯒꯤ ꯃꯇꯥꯡꯗꯥ ꯃꯈꯣꯏꯗꯥ ꯈꯪꯍꯟꯕꯤꯌꯨ꯫ ꯂꯣꯏꯅꯕ ꯄ꯭ꯔꯣꯒ꯭ꯔꯥꯝꯁꯤꯡ: ꯀꯁ꯭ꯇꯃꯔꯁꯤꯡꯗꯥ ꯍꯟꯖꯤꯟ ꯍꯟꯖꯤꯟ ꯕꯤꯖꯤꯅꯦꯁ ꯇꯧꯕꯒꯤꯗꯃꯛ ꯃꯅꯥ ꯄꯤꯕꯥꯒꯤ ꯄ꯭ꯔꯣꯒ꯭ꯔꯥꯝ ꯑꯃꯥ ꯍꯧꯗꯣꯛꯄꯤꯌꯨ꯫ ꯃꯁꯤ ꯃꯁꯤ ꯗꯤꯁꯀꯥꯎꯟꯇ, ꯐ꯭ꯔꯤ ꯄ꯭ꯔꯗꯛꯁꯁꯤꯡ, ꯑꯈꯟꯅꯕꯥ ꯑꯣꯐꯔꯁꯤꯡ ꯅꯠꯇ꯭ꯔꯒꯥ ꯑꯈꯟꯅꯕꯥ ꯊꯧꯔꯝꯁꯤꯡꯒꯤ ꯃꯑꯣꯡꯗꯥ ꯑꯣꯏꯕꯥ ꯌꯥꯏ꯫ ꯄꯔꯁꯣꯅꯦꯂꯥꯏꯖꯦꯁꯟ: ꯅꯍꯥꯛꯀꯤ ꯀꯁ꯭ꯇꯃꯔꯒꯤ ꯑꯦꯛꯁꯄ꯭ꯔꯤꯌꯦꯟꯁ ꯑꯗꯨ ꯄꯔꯁꯣꯅꯦꯂꯥꯏꯖ ꯇꯧꯕꯅꯥ ꯂꯣꯏꯅꯕ ꯍꯦꯟꯒꯠꯍꯟꯕꯥ ꯉꯝꯒꯅꯤ꯫ ꯃꯁꯤꯗꯥ ꯃꯈꯣꯏꯒꯤ ꯃꯃꯤꯡꯗꯥ ꯑꯦꯗ꯭ꯔꯦꯁ ꯇꯧꯕꯥ, ꯃꯈꯣꯏꯒꯤ ꯄꯁꯟꯗꯁꯤꯡ ꯅꯤꯡꯁꯤꯡꯕꯥ ꯅꯠꯇ꯭ꯔꯒꯥ ꯑꯈꯟꯅꯕꯥ ꯊꯧꯔꯝꯁꯤꯡꯗꯥ ꯄꯔꯁꯣꯅꯦꯂꯥꯏꯖ ꯇꯧꯔꯕꯥ ꯃꯦꯁꯦꯖꯁꯤꯡ ꯊꯥꯕꯥ ꯌꯥꯏ꯫ ꯑꯐꯕꯥ ꯑꯥꯞꯇꯔ-ꯁꯦꯜꯁ ꯁꯔꯕꯤꯁ: ꯑꯊꯨꯕꯥ ꯑꯃꯁꯨꯡ ꯏꯐꯤꯁꯤꯌꯦꯟꯇ ꯑꯥꯐꯇꯔ-ꯁꯦꯜꯁ ꯁꯔꯕꯤꯁ ꯄꯤꯕꯅꯥ ꯀꯁ꯭ꯇꯃꯔꯁꯤꯡꯒꯤ ꯂꯣꯏꯅꯕ ꯍꯦꯟꯒꯠꯍꯟꯕꯥ ꯉꯝꯒꯅꯤ꯫ ꯃꯁꯤꯅꯥ ꯀꯁ꯭ꯇꯃꯔ ꯑꯗꯨꯗꯥ ꯌꯣꯟꯕꯥ ꯑꯃꯥ ꯂꯣꯏꯔꯕꯥ ꯃꯇꯨꯡꯗꯁꯨ ꯅꯍꯥꯛꯀꯤ ꯕ꯭ꯌꯨꯖꯤꯅꯦꯁ ꯑꯗꯨꯅꯥ ꯃꯈꯣꯏꯒꯤ ꯅꯨꯡꯉꯥꯏꯕꯥ ꯑꯗꯨ ꯌꯦꯡꯁꯤꯜꯂꯤ ꯍꯥꯏꯕꯒꯤ ꯊꯥꯖꯕꯥ ꯄꯤꯔꯤ꯫ ꯀꯝꯄꯤꯇꯤꯇꯤꯞ ꯄ꯭ꯔꯥꯏꯁꯁꯤꯡ, ꯄ꯭ꯔꯃꯣꯁꯟ, ꯑꯃꯁꯨꯡ ꯏꯟꯁꯦꯟꯇꯤꯚꯁꯤꯡ ꯄꯤꯕꯅꯥ ꯀꯁ꯭ꯇꯃꯔꯁꯤꯡꯕꯨ ꯍꯜꯂꯛꯄꯗꯥ ꯄꯨꯛꯅꯤꯡ ꯊꯧꯒꯠꯀꯅꯤ꯫ ꯇ꯭ꯔꯥꯟꯁꯄꯔꯦꯟꯇ ꯑꯣꯏꯕꯥ ꯑꯃꯁꯨꯡ ꯅꯍꯥꯛꯀꯤ ꯋꯥꯁꯛꯁꯤꯡ ꯑꯗꯨ ꯉꯥꯛꯄꯥ ꯉꯝꯒꯗꯕꯅꯤ꯫ ꯀꯁ꯭ꯇꯃꯔꯁꯤꯡꯅꯥ ꯃꯈꯣꯏꯅꯥ ꯊꯥꯖꯕꯥ ꯌꯥꯕꯥ ꯕꯤꯖꯤꯅꯦꯁ ꯑꯃꯗꯥ ꯊꯥꯖꯕꯥ ꯊꯝꯕꯥ ꯍꯦꯟꯅꯥ ꯌꯥꯏ꯫ ꯈꯪꯖꯤꯟꯒꯗꯕꯥ ꯑꯃꯅꯥ, ꯏꯁꯇ꯭ꯔꯥꯇꯦꯖꯤꯁꯤꯡ ꯑꯁꯤ ꯏꯝꯄ꯭ꯂꯤꯃꯦꯟꯠ ꯇꯧꯕ ꯀꯁ꯭ꯇꯃꯔꯁꯤꯡꯅꯥ ꯅꯍꯥꯛꯀꯤ ꯕ꯭ꯌꯨꯖꯤꯅꯦꯁ ꯑꯗꯨꯅꯥ ꯃꯃꯜ ꯂꯩꯕꯥ ꯑꯃꯁꯨꯡ ꯊꯥꯒꯠꯄꯥ ꯐꯥꯎꯒꯅꯤ, ꯃꯈꯣꯏꯒꯤ ꯂꯣꯏꯅꯕ ꯍꯦꯟꯒꯠꯍꯟꯒꯅꯤ꯫ ꯚꯣꯂꯨꯟꯇꯔꯤꯖꯝ ꯑꯁꯤ ꯃꯔꯨꯑꯣꯏꯕꯒꯤ ꯃꯔꯝ ꯑꯍꯨꯝ ꯄꯤꯌꯨ꯫ ꯚꯣꯂꯨꯟꯇꯔꯤꯖꯝ ꯑꯁꯤ ꯃꯔꯝ ꯀꯌꯥꯒꯤ ꯃꯔꯝꯗꯒꯤ ꯃꯔꯨꯑꯣꯏ: ꯀꯝꯃ꯭ꯌꯨꯅꯤꯇꯤꯗꯥ ꯄꯣꯖꯤꯇꯤꯚ ꯑꯣꯏꯕꯥ ꯏꯝꯄꯦꯛꯇ: ꯚꯣꯂꯨꯟꯇꯤꯌꯔꯁꯤꯡꯅꯥ ꯃꯤꯑꯣꯏ ꯑꯃꯕꯨ ꯃꯈꯣꯏꯒꯤ ꯃꯇꯝ, ꯁ꯭ꯀꯤꯜ ꯑꯃꯁꯨꯡ ꯔꯤꯁꯣꯔꯁꯁꯤꯡ ꯑꯁꯤ ꯃꯔꯝ ꯅꯠꯇ꯭ꯔꯒꯥ ꯑꯣꯔꯒꯥꯅꯥꯏꯖꯦꯁꯟ ꯑꯃꯒꯤ ꯃꯥꯏꯀꯩꯗꯥ ꯀꯟꯇ꯭ꯔꯤꯕ꯭ꯌꯨꯠ ꯇꯧꯗꯨꯅꯥ ꯃꯈꯣꯏꯒꯤ ꯀꯝꯃ꯭ꯌꯨꯅꯤꯇꯤꯗꯥ ꯑꯍꯣꯡꯕꯥ ꯑꯃꯥ ꯄꯨꯔꯛꯄꯥ ꯉꯝꯍꯜꯂꯤ꯫ ꯃꯁꯤꯅꯥ ꯑꯐꯕꯥ ꯑꯍꯣꯡꯕꯥ ꯄꯨꯔꯛꯄꯗꯥ ꯃꯇꯦꯡ ꯄꯥꯡꯏ ꯑꯃꯁꯨꯡ ꯃꯇꯦꯡ ꯄꯥꯡꯂꯤꯕꯁꯤꯡꯒꯤ ꯄꯨꯟꯁꯤꯗꯥ ꯌꯥꯝꯅꯥ ꯆꯥꯎꯅꯥ ꯏꯊꯤꯜ ꯄꯤꯕꯥ ꯉꯝꯃꯤ꯫ ꯄꯔꯁꯣꯅꯦꯜ ꯒ꯭ꯔꯣꯠ ꯑꯃꯁꯨꯡ ꯗꯤꯚꯦꯂꯞꯃꯦꯟꯠ: ꯚꯣꯂꯨꯟꯇꯔꯤꯅꯥ ꯄꯔꯁꯣꯅꯦꯜ ꯒ꯭ꯔꯣꯠ ꯑꯃꯁꯨꯡ ꯗꯤꯚꯦꯂꯞꯃꯦꯟꯠꯒꯤ ꯈꯨꯗꯣꯡꯆꯥꯕꯥ ꯑꯃꯥ ꯄꯤ꯫ ꯃꯁꯤꯅꯥ ꯃꯤꯑꯣꯏ ꯑꯃꯕꯨ ꯑꯅꯧꯕꯥ ꯁ꯭ꯀꯤꯜꯁꯤꯡ ꯇꯝꯕꯥ, ꯑꯦꯛꯁꯄ꯭ꯔꯤꯌꯦꯟꯁ ꯂꯧꯕꯥ ꯑꯃꯁꯨꯡ ꯃꯁꯥꯅꯥ ꯃꯁꯥꯕꯨ ꯊꯥꯖꯕꯥ ꯍꯦꯟꯒꯠꯍꯟꯕꯥ ꯉꯝꯍꯜꯂꯤ꯫ ꯚꯣꯂꯨꯟꯇꯤꯌꯔꯤꯖꯝ ꯑꯁꯤꯅꯥ ꯀꯅꯥꯒꯨꯝꯕꯥ ꯑꯃꯒꯤ ꯃꯤꯠꯌꯦꯡ ꯄꯥꯛꯊꯣꯛ-ꯆꯥꯎꯊꯣꯛꯍꯟꯕꯁꯨ ꯌꯥꯏ, ꯏꯝꯄꯥꯊꯤ ꯄ꯭ꯔꯃꯣꯠ ꯇꯧꯕꯥ ꯌꯥꯏ ꯑꯃꯁꯨꯡ ꯁꯣꯁꯤꯑꯦꯜ ꯑꯦꯋꯦꯌꯔꯅꯦꯁ ꯍꯦꯟꯒꯠꯍꯟꯕꯥ ꯌꯥꯏ꯫ ꯁꯣꯁꯤꯑꯦꯜ ꯀꯅꯦꯛꯁꯟꯁꯤꯡ: ꯚꯣꯂꯨꯟꯇꯤꯌꯔꯤꯡꯅꯥ ꯑꯅꯧꯕꯥ ꯃꯤꯑꯣꯏꯁꯤꯡꯒꯥ ꯎꯅꯕꯒꯤ ꯈꯨꯗꯣꯡꯆꯥꯕꯥ ꯑꯃꯥ ꯄꯤꯔꯤ ꯑꯃꯁꯨꯡ ꯁꯣꯁꯤꯑꯦꯜ ꯀꯅꯦꯛꯁꯟꯁꯤꯡ ꯁꯦꯝꯒꯠꯂꯤ꯫ ꯃꯁꯤꯅꯥ ꯃꯁꯥꯒꯤ ꯑꯣꯏꯕꯥ ꯋꯥꯈꯜꯂꯣꯟ ꯑꯃꯥ ꯄꯣꯛꯍꯜꯂꯤ ꯑꯃꯁꯨꯡ ꯀꯝꯃ꯭ꯌꯨꯅꯤꯇꯤ ꯑꯃꯒꯤ ꯃꯅꯨꯡꯗꯥ ꯃꯔꯤ ꯍꯦꯟꯅꯥ ꯆꯦꯠꯁꯤꯜꯍꯟꯕꯗꯥ ꯃꯇꯦꯡ ꯄꯥꯡꯏ꯫ ꯃꯥꯟꯅꯕꯥ ꯚꯦꯜꯂꯨꯁꯤꯡ ꯑꯃꯁꯨꯡ ꯏꯟꯇꯔꯦꯁꯁꯤꯡ ꯂꯩꯕꯥ ꯑꯇꯣꯞꯄꯁꯤꯡꯒꯥ ꯚꯣꯂꯨꯟꯇꯔꯤ ꯑꯣꯏꯅꯥ ꯊꯕꯛ ꯇꯧꯕꯅꯥ ꯄꯨꯟꯁꯤ ꯆꯨꯞꯄꯥ ꯃꯔꯨꯞ-ꯃꯄꯥꯡ ꯑꯣꯏꯕꯁꯨ ꯌꯥꯏ꯫